ꯖꯨꯟ ꯏ ꯍꯨ ꯑꯁꯤ ꯍꯧꯖꯤꯛ ꯄꯔꯤꯟꯁꯇꯟ ꯌꯨꯅꯤꯚꯔꯁꯤꯇꯤꯗꯥ ꯄ꯭ꯔꯣꯐꯦꯁꯔ ꯑꯃ ꯑꯣꯏꯔꯤꯕ ꯑꯃꯦꯔꯤꯀꯥꯒꯤ ꯃꯦꯊꯦꯃꯦꯇꯤꯁ ꯑꯃꯅꯤ꯫ ꯃꯃꯥꯡꯗ ꯃꯍꯥꯛ ꯁꯇꯦꯟꯐꯣꯔꯠ ꯌꯨꯅꯤꯚꯔꯁꯤꯇꯤꯗꯥ ꯄ꯭ꯔꯣꯐꯦꯁꯔ ꯑꯃ ꯑꯣꯏꯔꯝꯃꯤ꯫ ꯃꯍꯥꯛꯄꯨ ꯐꯤꯜꯗꯁ ꯃꯦꯗꯜ ꯑꯃꯁꯨꯡ ꯃꯦꯛꯑꯥꯔꯊꯔ ꯐꯦꯂꯣꯁꯤꯞ ꯑꯃ ꯄꯤꯈꯤ꯫ ꯃꯍꯥꯛ ꯑꯁꯤ ꯃꯍꯥꯛꯅ ꯑꯦꯖꯤꯕꯔꯥꯏꯛ ꯖꯣꯃꯤꯇ꯭ꯔꯤ ꯑꯃꯁꯨꯡ ꯀꯝꯃꯤꯅꯤꯇꯣꯔꯤꯛꯁ ꯃꯔꯛꯇ ꯐꯪꯈꯤꯕ ꯃꯔꯤꯁꯤꯡꯒꯤꯗꯃꯛ ꯃꯃꯤꯡ ꯆꯠꯂꯤ꯫ ꯑꯉꯟꯕ ꯄꯨꯟꯁꯤ ꯑꯃꯁꯨꯡ ꯃꯍꯩ-ꯃꯁꯤꯡ ꯇꯝꯕ ꯍꯨ ꯑꯁꯤ ꯁ꯭ꯇꯦꯟꯐꯣꯔꯠ ꯌꯨꯅꯤꯚꯔꯁꯤꯇꯤꯗꯥ ꯃꯍꯥꯛꯀꯤ ꯃꯃꯥ-ꯃꯄꯥꯅ ꯒ꯭ꯔꯦꯖꯨꯑꯦꯠ ꯁ꯭ꯀꯨꯜ ꯂꯣꯏꯔꯤꯉꯩꯗ ꯁ꯭ꯇꯦꯟꯐꯣꯔꯠ, ꯀꯦꯂꯤꯐꯣꯔꯅꯤꯌꯥꯗ ꯄꯣꯛꯈꯤ꯫ ꯃꯍꯥꯛ ꯈꯥ ꯀꯣꯔꯤꯌꯥꯗ ꯌꯣꯛꯈꯤ, ꯃꯐꯝ ꯑꯗꯨꯗ ꯃꯍꯥꯛꯀꯤ ꯏꯃꯨꯡ ꯃꯅꯨꯡꯅ ꯃꯍꯥꯛ ꯆꯥꯎꯔꯥꯛꯅ ꯆꯍꯤ ꯑꯅꯤ ꯁꯨꯔꯛꯄꯗ ꯍꯜꯂꯛꯈꯤ꯫ ꯃꯍꯥꯛꯀꯤ ꯃꯄꯥ ꯀꯣꯔꯤꯌꯥ ꯌꯨꯅꯤꯚꯔꯁꯤꯇꯤ ꯁ꯭ꯇꯦꯇꯤꯁꯇꯤꯛꯁ ꯄ꯭ꯔꯣꯐꯦꯁꯔ ꯑꯣꯏꯈꯤ, ꯑꯗꯨꯒ ꯃꯍꯥꯛꯀꯤ ꯃꯃꯥꯅ ꯁꯤꯑꯣꯜ ꯅꯦꯁꯅꯦꯜ ꯌꯨꯅꯤꯚꯔꯁꯤꯇꯤꯗꯥ ꯔꯁꯤꯌꯟ ꯂꯣꯟꯒꯤ ꯄ꯭ꯔꯣꯐꯦꯁꯔ ꯑꯣꯏꯈꯤ꯫ ꯏꯂꯤꯃꯦꯟꯇꯔꯤ ꯁ꯭ꯀꯨꯜꯒꯤ ꯆꯥꯡꯌꯦꯡꯁꯤꯡꯗ ꯌꯥꯝꯅ ꯐꯖꯅ ꯁ꯭ꯀꯣꯔ ꯐꯪꯗꯕꯅ ꯃꯍꯥꯛꯄꯨ ꯃꯦꯊꯥꯃꯦꯇꯤꯛꯁꯇ ꯊꯣꯏꯗꯣꯛ ꯍꯦꯟꯗꯣꯛꯄꯒꯤ ꯍꯛ ꯂꯩꯕꯒꯤ ꯃꯇꯤꯛ ꯂꯩꯇꯦ ꯍꯥꯏꯅ ꯊꯥꯖꯍꯟꯈꯤ꯫ ꯇꯨꯡꯗ ꯃꯍꯥꯛꯅ ꯍꯥꯏ ꯁ꯭ꯀꯨꯜ ꯊꯥꯗꯣꯛꯇꯨꯅ ꯂꯦꯞꯇꯅ ꯂꯥꯏꯔꯤꯛ ꯇꯝꯕꯒꯤ ꯆꯥꯡ ꯑꯁꯤꯅ ꯆꯪꯖꯗꯕ ꯑꯃꯁꯨꯡ ꯆꯪꯖꯔꯕ ꯃꯇꯨꯡꯗ ꯁꯩꯔꯦꯡ ꯏꯕꯗ ꯄꯨꯛꯅꯤꯡ ꯆꯪꯅꯕ ꯇꯝꯈꯤ꯫ ꯍꯨ ꯑꯁꯤ ꯃꯍꯥꯛꯀꯤ ꯁꯤꯟꯐꯝꯒꯤ ꯑꯣꯏꯕ ꯊꯧꯗꯣꯛꯁꯤꯡ ꯑꯃꯁꯨꯡ ꯃꯍꯥꯛꯀꯤ ꯃꯍꯩ-ꯃꯁꯤꯡꯒꯤ ꯑꯣꯏꯅ ꯆꯥꯎꯈꯠꯂꯛꯄꯒꯤ ꯃꯇꯥꯡꯗ ꯑꯅꯤꯃꯛꯀꯤ ꯃꯇꯥꯡꯗ, ꯂꯩꯈꯤꯗ꯭ꯔꯕ ꯆꯥꯎꯈꯠꯄ ꯑꯃ ꯑꯣꯏꯅ ꯐꯣꯡꯗꯣꯛꯈ꯭ꯔꯦ꯫ ꯍꯨꯅ ꯏꯪ ꯂꯤꯁꯤꯡ ꯑꯅꯤꯒꯥ ꯁꯨꯞꯅꯥ ꯑꯅꯤꯗ ꯁꯤꯑꯣꯜ ꯅꯦꯁꯅꯦꯜ ꯌꯨꯅꯤꯚꯔꯁꯤꯇꯤꯗꯥ ꯃꯦꯇ꯭ꯔꯤꯛ ꯇꯝꯈꯤ, ꯑꯗꯨꯕꯨ ꯑꯍꯥꯟꯕꯗ ꯃꯍꯥꯛ ꯃꯁꯥ ꯃꯊꯟꯇ ꯁꯣꯟꯊꯈꯤꯗꯦ꯫ ꯃꯍꯥꯛꯅ ꯃꯍꯥꯛꯀꯤ ꯑꯍꯥꯟꯕ ꯁꯤꯟꯐꯝꯒꯤ ꯑꯣꯏꯕ ꯈ꯭ꯋꯥꯏꯗꯒꯤ ꯄꯥꯝꯖꯕꯁꯤꯡ ꯑꯗꯨ ꯁꯥꯏꯟ꯭ꯁꯀꯤ ꯄꯥꯎꯃꯤ ꯑꯃ ꯑꯣꯏꯕꯗ ꯂꯦꯞꯈꯤ ꯑꯃꯁꯨꯡ ꯐꯤꯖꯤꯛꯁ ꯑꯃꯁꯨꯡ ꯑꯦꯁꯇ꯭ꯔꯣꯅꯣꯃꯤꯗ ꯃꯄꯨꯡ ꯑꯣꯏꯅ ꯇꯝꯅꯕ ꯋꯥꯔꯦꯞ ꯂꯧꯈꯤ, ꯑꯗꯨꯕꯨ ꯁꯔꯨꯛ ꯌꯥꯕꯒꯤ ꯆꯥꯡ ꯌꯥꯝꯅ ꯋꯥꯠꯈꯤ ꯑꯃꯁꯨꯡ ꯃꯍꯥꯛꯅ ꯑꯍꯥꯟꯕꯗ ꯃꯥꯏ ꯄꯥꯛꯄ ꯉꯝꯗ꯭ꯔꯕ ꯀꯣꯔꯁ ꯀꯌꯥ ꯑꯃꯨꯛ ꯍꯟꯅ ꯇꯧꯍꯟꯈꯤ꯫ ꯃꯍꯥꯛꯅ ꯂꯥꯏꯔꯤꯛ ꯇꯝꯕꯒꯤ ꯑꯉꯟꯕ ꯃꯇꯝꯗ ꯃꯍꯥꯛꯄꯨ ꯁꯤꯑꯣꯜ ꯅꯦꯁꯅꯦꯜ ꯌꯨꯅꯤꯚꯔꯁꯤꯇꯤꯗ ꯚꯤꯖꯤꯇꯤꯡ ꯄ꯭ꯔꯣꯐꯦꯁꯔ ꯑꯃ ꯑꯣꯏꯅ ꯆꯠꯈꯤꯕ, ꯖꯄꯥꯟꯒꯤ ꯃꯅꯥ ꯐꯪꯂꯕ ꯃꯦꯊꯥꯃꯦꯇꯤꯛꯁ ꯍꯤꯁꯨꯀꯦ ꯍꯤꯔꯣꯅꯥꯀꯥꯅ ꯂꯝꯖꯤꯡꯈꯤ꯫ ꯀꯣꯔꯁ ꯀꯌꯥ ꯑꯃ ꯃꯥꯏ ꯄꯥꯛꯄ ꯉꯝꯗꯕꯗꯒꯤ ꯍꯨꯅ ꯃꯍꯥꯛꯀꯤ ꯇꯔꯨꯛꯁꯨꯕ ꯆꯍꯤꯗ ꯍꯤꯔꯣꯅꯥꯀꯒꯤ ꯃꯈꯥꯗ ꯑꯦꯖꯤꯕ꯭ꯔꯥꯏꯛ ꯖꯣꯃꯤꯇ꯭ꯔꯤ ꯀꯣꯔꯁ ꯑꯃ ꯂꯧꯈꯤ, ꯃꯁꯤꯅ ꯁꯤꯡꯒꯨꯂꯔꯤꯇꯤ ꯊꯤꯑꯣꯔꯤ ꯃꯤꯠꯌꯦꯡ ꯊꯝꯈꯤ ꯑꯃꯁꯨꯡ ꯃꯁꯤ ꯍꯤꯔꯣꯅꯥꯀꯥꯒꯤ ꯍꯧꯖꯤꯛ ꯂꯩꯔꯤꯕ ꯊꯤꯖꯤꯟ-ꯍꯨꯝꯖꯤꯟꯕꯗ ꯌꯨꯝꯐꯝ ꯑꯣꯏꯔꯒ ꯂꯥꯏꯔꯤꯛ ꯇꯝꯕꯒꯤ ꯃꯆꯥꯛ ꯁꯦꯝꯗ꯭ꯔꯤ꯫ ꯍꯨꯅ ꯀꯣꯔꯁ ꯑꯁꯤꯕꯨ ꯃꯍꯥꯛꯀꯤ ꯔꯤꯁꯔ꯭ꯆ-ꯂꯦꯕꯦꯜꯒꯤ ꯃꯦꯠꯇ ꯄꯨꯛꯅꯤꯡ ꯆꯪꯍꯟꯕꯗ ꯊꯥꯒꯠꯈꯤ꯫ ꯃꯗꯨꯒꯤ ꯃꯇꯨꯡꯗ ꯍꯨꯅ ꯁꯤꯑꯣꯜ ꯅꯦꯁꯅꯦꯜ ꯌꯨꯅꯤꯚꯔꯁꯤꯇꯤꯗ ꯃꯥꯁꯇꯔ ꯗꯤꯒ꯭ꯔꯤ ꯑꯃ ꯂꯣꯏꯅꯕ ꯃꯈꯥ ꯆꯠꯊꯈꯤ, ꯃꯇꯝ ꯑꯗꯨꯗ ꯍꯤꯔꯣꯅꯥꯀꯥꯒ ꯂꯣꯏꯅꯅꯥ ꯖꯄꯥꯟꯗ ꯇꯣꯏꯅ ꯆꯠꯂꯝꯃꯤ ꯑꯃꯁꯨꯡ ꯃꯍꯥꯛꯀꯤ ꯂꯅꯥꯏꯒꯤ ꯑꯣꯏꯕ ꯇꯦꯡꯕꯥꯡꯂꯣꯏ ꯑꯣꯏꯅ ꯊꯕꯛ ꯇꯧꯔꯝꯃꯤ꯫ ꯑꯟꯗꯔ ꯒ꯭ꯔꯦꯖꯨꯑꯦꯠ ꯑꯃ ꯑꯣꯏꯅ ꯃꯍꯥꯛꯀꯤ ꯑꯦꯀꯥꯗꯃꯤꯛ ꯔꯦꯀꯣꯔꯠ ꯑꯗꯨ ꯌꯥꯝꯅ ꯋꯥꯠꯄꯅ ꯃꯔꯝ ꯑꯣꯏꯗꯨꯅ ꯍꯨꯕꯨ ꯃꯍꯥꯛꯅ ꯍꯥꯏꯖꯈꯤꯕ ꯑꯃꯦꯔꯤꯀꯥꯒꯤ ꯌꯨꯅꯤꯚꯔꯁꯤꯇꯤꯁꯤꯡꯒꯤ ꯃꯅꯨꯡꯗ ꯑꯃ ꯅꯠꯇꯅ ꯄꯨꯝꯅꯃꯛꯇꯒꯤ ꯌꯥꯈꯤꯗꯦ꯫